ꯒ꯭ꯌꯥꯁ ꯄꯥꯏꯞꯂꯥꯏꯟ ꯇꯤꯡꯕ ꯔꯥꯢꯖꯅ ꯄꯨꯊꯣꯛꯀꯗꯕ ꯁꯦꯟꯐꯝꯒꯤ ꯈꯜꯂꯨꯕꯗ ꯇꯨꯖꯨꯡꯕ ꯐꯥꯎꯏ ꯂꯩꯕꯥꯛ ꯑꯁꯤꯒꯤ ꯑꯋꯥꯡ ꯅꯣꯡꯄꯣꯛꯂꯣꯝꯗ ꯂꯩꯔꯤꯕ ꯔꯥꯢꯖ ꯅꯤꯄꯥꯜ ꯍꯥꯏꯕꯗꯤ ꯃꯅꯤꯄꯨꯔ, ꯑꯔꯨꯅꯥꯆꯜ ꯄ꯭ꯔꯗꯦꯁ, ꯑꯁꯥꯝ, ꯃꯦꯘꯥꯂꯌꯥ, ꯃꯤꯖꯣꯔꯥꯝ, ꯅꯥꯒꯥꯂꯦꯟꯗ, ꯁꯤꯛꯀꯤꯝ ꯑꯃꯁꯨꯡ ꯇ꯭ꯔꯤꯄꯨꯔꯥꯗ ꯂꯨꯄꯥ ꯀ꯭ꯔꯣꯔ ꯂꯤꯁꯤꯡ ꯃꯥꯎꯠ ꯆꯅꯤ ꯍꯨꯝꯐꯨ ꯃꯉꯥ ꯆꯪꯅ ꯀꯤꯂꯣꯃꯤꯇꯔ ꯂꯤꯁꯤꯡ ꯑꯃꯥ ꯆꯥꯇ꯭ꯔꯨꯛ ꯌꯥꯡꯈꯩ ꯇꯔꯨꯛ ꯁꯥꯡꯕ ꯄꯥꯏꯞꯂꯥꯏꯟ ꯇꯤꯡꯗꯨꯅ ꯌꯨꯝꯊꯣꯡ ꯈꯨꯗꯤꯡꯗ ꯂꯤꯀ꯭ꯋꯤꯐꯥꯢꯗ ꯄꯦꯇ꯭ꯔꯣꯂꯤꯌꯝ ꯒꯤꯌꯥꯁ ꯐꯪꯍꯟꯅꯕ ꯊꯧꯔꯥꯡ ꯑꯃ ꯄꯥꯏꯈꯠꯄ ꯁꯦꯟꯇꯔꯅ ꯌꯥꯈ꯭ꯔꯦ꯫ ꯊꯧꯔꯥꯡ ꯑꯁꯤ ꯏꯟꯗ꯭ꯔꯅꯨꯁ ꯒ꯭ꯌꯥꯁ ꯒ꯭ꯔꯤꯗ ꯂꯤꯃꯤꯇꯦꯗꯀꯤ ꯅꯣꯔꯊ ꯏꯁꯠ ꯒ꯭ꯌꯥꯁ ꯒ꯭ꯔꯤꯗ ꯍꯥꯏꯅ ꯃꯃꯤꯡ ꯊꯣꯜꯂꯤ꯫ ꯄ꯭ꯔꯣꯖꯦꯛꯠ ꯑꯁꯤ ꯄꯥꯏꯈꯠꯄꯗ ꯆꯪꯕ ꯁꯦꯟꯐꯝꯒꯤ ꯆꯥꯗ ꯍꯨꯝꯐꯩ ꯒꯤ ꯆꯥꯡ ꯒꯦꯞ ꯐꯟꯗꯤꯡ ꯀꯦꯄꯤꯇꯦꯜ ꯒ꯭ꯔꯥꯟ ꯑꯣꯏꯅ ꯄꯤꯅꯕ ꯀꯦꯕꯤꯅꯦꯠ ꯀꯝꯃꯤꯇꯤ ꯑꯣꯟ ꯏꯀꯣꯅꯣꯃꯤꯛ ꯑꯦꯐꯤꯌꯥꯔꯁꯅ ꯖꯥꯅꯨꯋꯥꯔꯤ ꯅꯤꯄꯥꯟꯗ ꯑꯌꯥꯕ ꯄꯤꯈ꯭ꯔꯦ꯫ ꯄ꯭ꯔꯣꯖꯦꯛꯠ ꯑꯁꯤ ꯃꯑꯣꯡ ꯇꯥꯅ ꯑꯃꯗꯤ ꯃꯥꯏ ꯄꯥꯛꯅ ꯀꯥꯏꯈꯠꯅꯕꯒꯤꯗꯃꯛ ꯃꯣꯅꯤꯇꯔ ꯇꯧꯅꯅꯕ ꯄꯦꯇ꯭ꯔꯣꯂꯤꯌꯝ ꯑꯦꯟꯗ ꯅꯦꯆꯔꯦꯜ ꯒ꯭ꯌꯥꯁ ꯃꯤꯅꯤꯁ꯭ꯇ꯭ꯔꯤ, ꯗꯤꯚꯂꯞꯃꯦꯟꯠ ꯑꯣꯐ ꯅꯣꯔꯊ ꯏꯁꯠ ꯔꯤꯖꯟ ꯏꯟꯚꯥꯏꯔꯣꯟꯃꯦꯟꯠ, ꯐꯣꯔꯦꯁꯠ ꯑꯦꯟꯗ ꯀ꯭ꯂꯥꯏꯃꯦꯠ ꯆꯦꯟꯖ ꯑꯃꯁꯨꯡ ꯗꯤꯄꯥꯔꯠꯃꯦꯟꯠ ꯑꯣꯐ ꯐꯔꯇꯤꯂꯥꯏꯖꯔꯒꯤ ꯑꯣꯐꯤꯁꯤꯌꯦꯜꯁꯤꯡ ꯌꯥꯎꯕ ꯀꯝꯃꯤꯇꯤ ꯑꯃꯅ ꯁꯦꯝꯒꯗꯧꯔꯤ꯫ ꯃꯁꯤꯅ ꯃꯇꯝ ꯃꯇꯝꯒꯤ ꯑꯣꯏꯅ ꯄꯥꯏꯈꯠꯂꯛꯄ ꯊꯕꯛꯁꯤꯡ ꯔꯤꯚꯤꯌꯨ ꯇꯧꯒꯗꯧꯔꯤ꯫ ꯀꯦꯄꯤꯇꯦꯜ ꯒ꯭ꯔꯥꯟ ꯑꯣꯏꯅ ꯄꯤꯔꯤꯕ ꯑꯁꯤꯅ ꯏꯟꯗꯁ꯭ꯇ꯭ꯔꯤꯌꯦꯜ ꯄꯤ ꯑꯦꯟ ꯖꯤ, ꯁꯤ ꯑꯣ ꯖꯤ ꯇ꯭ꯔꯥꯟꯁꯄꯣꯔꯠꯅꯆꯤꯡꯕ ꯀꯟꯖꯨꯃꯔꯁꯤꯡꯗ ꯅꯦꯆꯔꯦꯜ ꯒ꯭ꯌꯥꯁ ꯁꯄ꯭ꯂꯥꯏ ꯇꯧꯒꯗꯧꯔꯤ꯫ ꯃꯁꯤꯅ ꯂꯤꯀ꯭ꯋꯨꯏꯗ ꯐꯣꯏꯜꯒꯤ ꯃꯍꯨꯠ ꯁꯤꯟꯕꯗ ꯑꯆꯧꯕ ꯃꯇꯦꯡ ꯑꯣꯏꯒꯗꯧꯔꯤ꯫ ꯄꯥꯏꯞꯂꯥꯏꯟ ꯒ꯭ꯔꯤꯗ ꯑꯁꯤ ꯁꯦꯝꯕ ꯂꯣꯏꯔꯕ ꯃꯇꯨꯡꯗꯗꯤ ꯃꯔꯝ ꯑꯃ ꯅꯠꯇ꯭ꯔꯒ ꯑꯃꯅ ꯆꯥꯛꯊꯣꯡ ꯒ꯭ꯌꯥꯁ ꯐꯪꯕꯗ ꯊꯦꯡꯅꯔꯤꯕ ꯑꯋꯥꯕꯁꯤꯡ ꯀꯣꯛꯍꯟꯗꯨꯅ ꯂꯦꯞꯄ ꯂꯩꯇꯅ ꯐꯪꯍꯟꯕ ꯑꯁꯤꯅ ꯂꯝꯗꯝ ꯑꯁꯤꯗ ꯑꯀꯣꯏꯕꯒꯤ ꯐꯤꯚꯝ ꯁꯣꯛꯍꯟꯗꯅ ꯏꯟꯗꯁꯇ꯭ꯔꯤ ꯆꯥꯎꯈꯠꯍꯟꯕꯗꯁꯨ ꯑꯆꯧꯕ ꯃꯇꯦꯡ ꯑꯣꯏꯍꯟꯒꯗꯧꯔꯤ꯫ ꯒ꯭ꯌꯥꯁ ꯄꯥꯏꯞꯂꯥꯏꯟ ꯒ꯭ꯔꯤꯗ ꯑꯁꯤꯅ ꯄꯤꯒꯗꯕ ꯀꯥꯟꯅꯕꯁꯤꯡꯒꯤ ꯃꯅꯨꯡꯗ ꯑꯋꯥꯡ ꯅꯣꯡꯄꯣꯛ ꯂꯝꯗꯝꯒꯤ ꯔꯥꯢꯖ ꯅꯤꯄꯥꯟꯗ ꯏꯟꯗꯁꯇ꯭ꯔꯤ ꯆꯥꯎꯈꯠꯍꯟꯅꯕ ꯀꯦꯔꯣꯁꯤꯅ, ꯁꯤꯡꯅꯆꯤꯡꯕ ꯁꯤꯖꯤꯟꯅꯕꯒꯤ ꯃꯍꯨꯠ ꯅꯦꯆꯔꯦꯜ ꯒ꯭ꯌꯥꯁꯅ ꯁꯤꯟꯗꯨꯅ ꯂꯝꯗꯝ ꯑꯁꯤꯒꯤ ꯑꯀꯣꯏꯕꯒꯤ ꯐꯤꯚꯝ ꯐꯒꯠꯍꯟꯕ, ꯃꯤꯌꯥꯝꯒꯤ ꯍꯤꯡꯕꯒꯤ ꯊꯥꯛ ꯋꯥꯡꯈꯠꯍꯟꯕ, ꯂꯤꯀ꯭ꯋꯤꯐꯥꯏꯗ ꯄꯦꯇ꯭ꯔꯣꯂꯤꯌꯝ ꯒꯥꯌ꯭ꯁ ꯕꯣꯠꯇꯂꯤꯡ ꯄ꯭ꯂꯥꯟ ꯃꯔꯥꯡ ꯀꯥꯏꯅ ꯂꯤꯡꯗꯨꯅ ꯍꯣꯟꯗꯣꯛ ꯍꯣꯟꯖꯤꯟꯒꯤ ꯆꯥꯗꯤꯡ ꯍꯟꯊꯍꯟꯕꯅꯆꯤꯡꯕ ꯌꯥꯎꯔꯤ꯫ ꯃꯅꯤꯄꯨꯔꯁꯨ ꯁꯦꯟꯇꯔꯒꯤ ꯄ꯭ꯔꯣꯖꯦꯛ ꯑꯁꯤꯒꯤ ꯃꯅꯨꯡ ꯆꯟꯅ ꯒ꯭ꯌꯥꯁ ꯄꯥꯏꯞꯂꯥꯏꯟ ꯇꯤꯡꯕ ꯑꯁꯤꯗ ꯌꯥꯎꯒꯗꯧꯔꯤ꯫ ꯑꯗꯨꯕꯨ ꯂꯨꯔꯤꯕ ꯋꯥꯐꯝꯗꯤ ꯒ꯭ꯌꯥꯁ ꯄꯥꯏꯞꯂꯥꯏꯟ ꯇꯤꯡꯕ ꯑꯁꯤꯒꯤꯗꯃꯛ ꯃꯅꯤꯄꯨꯔꯅ ꯑꯆꯪꯕ ꯁꯦꯟꯐꯝꯒꯤ ꯆꯥꯗ ꯅꯤꯐꯩꯗꯤ ꯄꯨꯊꯣꯛꯇꯕ ꯌꯥꯔꯣꯏꯗꯧꯔꯤ꯫ ꯍꯧꯖꯤꯛꯇꯤ ꯂꯩꯕꯥꯛ ꯑꯁꯤꯒꯤ ꯆꯥꯎꯈꯠ ꯊꯧꯔꯥꯡꯒꯤ ꯊꯕꯛ ꯑꯌꯥꯝꯕ ꯁꯦꯟꯇꯔꯅ ꯇꯞꯅ ꯇꯞꯅ ꯄꯥꯏꯁꯤꯟꯈ꯭ꯔꯦ꯫ ꯃꯤꯌꯥꯝꯒꯤ ꯌꯥꯏꯐꯅꯅꯕ ꯄꯥꯏꯈꯠꯂꯤꯕ ꯄ꯭ꯔꯣꯖꯦꯛꯁꯤꯡ ꯑꯁꯤ ꯆꯥꯃꯗ ꯆꯥꯝꯃ ꯁꯦꯟꯇꯔꯅ ꯄꯨꯊꯣꯛꯄ ꯑꯇꯥꯡꯕ ꯑꯣꯏ꯫ ꯑꯌꯥꯝꯕ ꯁꯦꯟꯇꯔꯒꯤ ꯄ꯭ꯔꯣꯖꯦꯛꯁꯤꯡ ꯔꯥꯢꯖ ꯔꯥꯢꯖꯁꯤꯡꯅ ꯆꯥꯗ ꯇꯔꯥꯗꯒꯤ ꯗꯒꯤ ꯅꯤꯐꯨ ꯐꯥꯎꯕ ꯄꯨꯊꯣꯛꯅꯩ꯫ ꯂꯥꯏꯔꯕ ꯔꯥꯢꯖꯁꯤꯡꯒꯤ ꯃꯅꯨꯡ ꯆꯜꯂꯤꯕ ꯃꯅꯤꯄꯨꯔꯒꯨꯝꯕ ꯑꯄꯤꯛꯄ ꯔꯥꯢꯖ ꯈꯔꯅ ꯆꯥꯗ ꯇꯔꯥ ꯗꯒꯤ ꯀꯨꯟ ꯐꯥꯎꯕ ꯄꯨꯊꯣꯛꯄ ꯌꯥꯎꯏ꯫ ꯊꯕꯛ ꯑꯃꯒꯤꯗꯃꯛ ꯆꯥꯗ ꯇꯔꯥ ꯄꯨꯊꯣꯛꯄꯗ ꯃꯅꯤꯄꯨꯔꯅ ꯁꯅꯆꯤꯡ ꯅꯤꯡꯈꯥꯏꯔꯒ ꯀꯣꯛꯇ ꯅꯟꯕꯗꯧꯅ ꯑꯋꯥꯕ ꯆꯩꯊꯦꯡ ꯐꯪꯏ꯫ ꯍꯧꯖꯤꯛ ꯍꯧꯖꯤꯛ ꯑꯦꯒ꯭ꯔꯤꯀꯜꯆꯔ ꯑꯦꯟꯗ ꯑꯦꯂꯥꯏꯗ ꯁꯦꯛꯇꯔꯁꯤꯡꯗ ꯄꯥꯏꯈꯠꯂꯤꯕ ꯁꯦꯟꯇꯔꯒꯤ ꯄ꯭ꯔꯣꯖꯦꯛ ꯑꯌꯥꯝꯕꯁꯨ ꯆꯥꯗ ꯇꯔꯥ ꯄꯨꯊꯣꯛꯄ ꯉꯝꯗꯕꯗꯒꯤ ꯊꯕꯛ ꯄꯥꯏꯈꯠꯄꯗ ꯑꯋꯥꯕ ꯃꯥꯌꯣꯛꯅꯔꯤ꯫ ꯑꯍꯥꯟꯕꯒꯤ ꯏꯟꯁꯇꯣꯜꯃꯦꯟ ꯊꯥꯗꯣꯛꯍꯜꯂꯕ ꯃꯇꯨꯡꯗ ꯑꯅꯤꯁꯨꯕ ꯏꯟꯁꯇꯣꯜꯃꯦꯟꯀꯤ ꯁꯦꯟꯐꯝ ꯄꯤꯌꯨ ꯍꯥꯏꯕ ꯁꯦꯟꯇꯔꯅ ꯍꯦꯛꯇ ꯌꯥꯗꯦ꯫ ꯃꯁꯤꯒꯤ ꯃꯔꯨꯑꯣꯏꯕ ꯃꯔꯝ ꯔꯥꯢꯖꯒꯤ ꯁꯦꯌꯔ ꯄꯨꯊꯣꯛꯇꯕꯗꯒꯤꯅꯤ꯫ ꯑꯁꯤꯒꯨꯝꯅ ꯀꯥꯟꯅꯕ ꯄ꯭ꯔꯣꯖꯦꯛ ꯀꯌꯥꯃꯔꯨꯝ ꯔꯥꯢꯖꯒꯤ ꯁꯦꯜ-ꯊꯨꯝꯒꯤ ꯐꯤꯚꯝ ꯐꯠꯇꯕꯅ ꯃꯄꯨꯡ ꯐꯥꯅ ꯂꯣꯏꯁꯤꯟꯕ ꯉꯝꯗꯦ꯫